ꯇꯦꯛꯅꯣꯂꯣꯖꯤꯒꯤ ꯅꯦꯒꯦꯇꯤꯕ ꯏꯝꯄꯦꯛꯇ ꯑꯍꯨꯝ ꯄꯟꯕꯤꯌꯨ꯫ ꯁꯣꯁꯤꯑꯦꯜ ꯗꯤꯁꯛꯅꯦꯛꯁꯟ: ꯇꯦꯛꯅꯣꯂꯣꯖꯤꯅ ꯑꯩꯈꯣꯏꯕꯨ ꯃꯥꯂꯦꯝ ꯁꯤꯟꯕ ꯊꯨꯡꯅ ꯂꯩꯔꯤꯕ ꯃꯤꯑꯣꯏꯁꯤꯡꯒ ꯁꯝꯅꯍꯟꯕ ꯉꯝꯍꯟꯕꯇ ꯅꯠꯇꯅ ꯑꯩꯈꯣꯏꯒꯤ ꯈꯨꯗꯛꯀꯤ ꯑꯣꯏꯕ ꯑꯀꯣꯏꯕꯗ ꯍꯦꯟꯅ ꯇꯣꯈꯥꯏꯅ ꯂꯩꯍꯟꯕꯁꯨ ꯉꯝꯍꯜꯂꯦ꯫ ꯃꯤꯌꯥꯝꯅ ꯑꯌꯥꯝꯕꯅ ꯃꯈꯣꯏꯒꯤ ꯑꯀꯣꯏꯕꯗ ꯂꯩꯔꯤꯕ ꯃꯤꯑꯣꯏꯁꯤꯡꯗꯒꯤ ꯍꯦꯟꯅ ꯁ꯭ꯀꯔꯤꯟꯁꯤꯡꯒ ꯂꯣꯏꯅꯅ ꯋꯥꯔꯤ ꯁꯥꯅꯕꯗ ꯃꯇꯝ ꯍꯦꯟꯅ ꯆꯪꯏ꯫ ꯃꯁꯤꯅ ꯃꯔꯝ ꯑꯣꯏꯗꯨꯅ ꯐꯦꯁ-ꯇꯨ-ꯐꯦꯁ ꯀꯝꯃ꯭ꯌꯨꯅꯤꯀꯦꯁꯟ ꯑꯃꯁꯨꯡ ꯔꯤꯂꯦꯁꯟꯁꯤꯞ ꯁꯦꯝꯒꯠꯄꯒꯤ ꯍꯩꯊꯣꯏ-ꯁꯤꯡꯊꯣꯏꯕ ꯍꯟꯊꯔꯛꯏ꯫ ꯐꯤꯖꯤꯀꯦꯜ ꯑꯦꯛꯇꯤꯚꯤꯇꯤ ꯍꯟꯊꯔꯛꯄ: ꯃꯤꯑꯣꯏꯕꯅ ꯊꯕꯛ, ꯅꯨꯡꯉꯥꯏꯕ ꯑꯃꯁꯨꯡ ꯁꯣꯁꯤꯑꯦꯜ ꯑꯦꯛꯇꯤꯚꯤꯇꯤꯒꯤꯗꯃꯛꯇ ꯇꯦꯛꯅꯣꯂꯣꯖꯤꯗ ꯍꯦꯟꯅ ꯊꯥꯖꯕ ꯍꯦꯟꯒꯠꯂꯛꯄꯒ ꯂꯣꯏꯅꯅ ꯃꯈꯣꯢꯅ ꯐꯝꯗꯨꯅ ꯃꯇꯝ ꯍꯦꯟꯅ ꯂꯦꯟꯕ ꯑꯃꯁꯨꯡ ꯐꯤꯖꯤꯀꯦꯜ ꯑꯦꯛꯇꯤꯚꯤꯇꯤꯗ ꯃꯇꯝ ꯍꯟꯊꯅ ꯁꯤꯖꯤꯟꯅꯔꯤ꯫ ꯃꯁꯤꯅ ꯍꯛꯁꯦꯜꯒꯤ ꯁꯃꯁ꯭ꯌꯥꯁꯤꯡ, ꯍꯥꯏꯕꯗꯤ ꯑꯣꯕꯦꯁꯤꯇꯤ, ꯍꯥꯔꯇꯀꯤ ꯂꯥꯏꯅꯥ, ꯑꯃꯁꯨꯡ ꯄꯣꯁ꯭ꯠ-ꯑꯣꯔꯒꯥꯅꯥꯏꯖꯦꯁꯟ ꯁꯣꯟꯊꯕ ꯊꯣꯛꯍꯜꯂꯛꯄ ꯌꯥꯏ꯫ ꯅꯁꯥꯒꯤ ꯑꯣꯏꯕ ꯊꯧꯑꯣꯡꯁꯤꯡ: ꯇꯦꯛꯅꯣꯂꯣꯖꯤ ꯑꯃꯁꯨꯡ ꯅꯁꯥꯒꯤ ꯑꯣꯏꯕ ꯊꯧꯑꯣꯡ ꯑꯃ ꯑꯣꯏꯕ ꯌꯥꯏ꯫ ꯃꯗꯨꯅ ꯃꯤꯑꯣꯏ ꯑꯃꯕꯨ ꯃꯈꯣꯏꯒꯤ ꯗꯤꯚꯥꯏꯁꯁꯤꯡ, ꯒꯦꯃꯤꯡ ꯅꯠꯇ꯭ꯔꯒ ꯁꯣꯁꯤꯑꯦꯜ ꯃꯦꯗꯤꯌꯥꯗꯥ ꯁ꯭ꯀꯔꯣꯜ ꯇꯧꯕꯗ ꯃꯇꯝ ꯌꯥꯝꯅ ꯆꯪꯍꯟꯕ ꯌꯥꯏ꯫ ꯃꯁꯤꯅ ꯅꯣꯡꯃꯒꯤ ꯑꯣꯏꯕ ꯅꯣꯔꯃꯦꯜ ꯑꯣꯏꯕ ꯊꯕꯛ ꯊꯧꯔꯝꯁꯤꯡ, ꯍꯥꯏꯕꯗꯤ ꯊꯕꯛ, ꯁ꯭ꯀꯨꯜ, ꯑꯃꯁꯨꯡ ꯃꯔꯤ-ꯃꯇꯥꯁꯤꯡꯗꯥ ꯑꯀꯥꯏꯕ ꯄꯤꯕ ꯌꯥꯏ ꯑꯃꯁꯨꯡ ꯃꯦꯟꯇꯦꯜ ꯍꯦꯂꯊꯇ ꯑꯀꯥꯏꯕ ꯄꯤꯕ ꯌꯥꯏ꯫ ꯇ꯭ꯔꯥꯟꯁꯄꯣꯔꯇꯦꯁꯟꯒꯤ ꯇꯨꯡ ꯀꯣꯏꯅ ꯆꯠꯀꯗꯕ ꯄꯥꯝꯕꯩ ꯃꯉꯥꯒꯤ ꯂꯤꯁ꯭ꯠ ꯑꯃ ꯕ꯭ꯔꯦꯅꯁ꯭ꯇꯣꯔꯝ ꯇꯧꯕꯤꯌꯨ꯫ ꯈꯣꯡꯅ ꯆꯠꯄ: ꯆꯠꯊꯣꯛ-ꯆꯠꯁꯤꯟꯒꯤ ꯈ꯭ꯋꯥꯏꯗꯒꯤ ꯇꯨꯡ ꯀꯣꯏꯅ ꯆꯠꯀꯗꯕ ꯄꯥꯝꯕꯩ ꯑꯃꯗꯤ ꯈꯣꯡꯅꯥ ꯆꯠꯄꯅꯤ꯫ ꯃꯁꯤꯅ ꯖꯤꯔꯣ ꯏꯃꯤꯁꯟ ꯄꯨꯊꯣꯛꯏ, ꯂꯝꯕꯤꯗ ꯃꯤ ꯌꯥꯝꯅ ꯇꯤꯟꯕ ꯍꯟꯊꯍꯟꯕꯗ ꯃꯇꯦꯡ ꯄꯥꯡꯏ ꯫ꯑꯃꯁꯨꯡ ꯍꯛꯁꯦꯜꯒꯤ ꯀꯥꯟꯅꯕ ꯑꯍꯦꯟꯕ ꯄꯤꯔꯦ꯫ ꯕꯥꯏꯀꯤꯡ: ꯕꯥꯏꯀꯤꯡ ꯑꯁꯤ ꯑꯇꯣꯞꯄ ꯏꯀꯣ-ꯐ꯭ꯔꯦꯟꯗꯂꯤ ꯑꯣꯏꯕ ꯇ꯭ꯔꯥꯟꯁꯄꯣꯔꯇꯦꯁꯟꯒꯤ ꯃꯑꯣꯡ ꯑꯃꯅꯤ꯫ ꯃꯁꯤ ꯏꯐꯤꯁꯤꯌꯦꯟꯇ, ꯃꯃꯜ ꯍꯣꯡꯕ ꯑꯃꯁꯨꯡ ꯄꯣꯂꯨꯁꯟ ꯑꯃꯠꯇ ꯄꯨꯊꯣꯛꯇꯦ꯫ ꯏꯂꯦꯛꯇ꯭ꯔꯤꯛ ꯒꯥꯔꯤꯁꯤꯡ: ꯏꯂꯦꯛꯇ꯭ꯔꯤꯛ ꯀꯥꯔꯁꯤꯡꯅ ꯒꯦꯁꯣꯂꯤꯅꯅꯥ ꯃꯊꯧ ꯇꯧꯕ ꯒꯥꯔꯤꯁꯤꯡꯗꯒꯤ ꯌꯥꯝꯅ ꯍꯟꯊꯅ ꯏꯃꯤꯁꯟ ꯄꯨꯊꯣꯛꯏ꯫ ꯃꯁꯤꯅ ꯃꯈꯣꯏꯕꯨ ꯑꯐꯕ ꯒ꯭ꯔꯤꯟ ꯑꯣꯜꯇꯔꯅꯦꯇꯤꯕ ꯑꯃ ꯑꯣꯏꯍꯜꯂꯤ꯫ ꯄ꯭ꯂꯁ, ꯍꯦꯟꯅ ꯔꯤꯟꯌꯨꯑꯦꯕꯜ ꯏꯅꯔꯖꯤ ꯁꯣꯔꯁꯁꯤꯡ ꯄꯥꯛ ꯁꯟꯅ ꯐꯪꯂꯛꯄꯒ ꯂꯣꯏꯅꯅ ꯏꯂꯦꯛꯇ꯭ꯔꯤꯛ ꯀꯥꯔꯒꯣꯁꯤꯡ ꯑꯁꯤ ꯏꯐꯦꯛꯇꯤꯕ ꯑꯣꯏꯅ ꯖꯤꯔꯣ-ꯏꯃꯤꯁꯟ ꯑꯣꯏꯕ ꯌꯥꯏ꯫ ꯃꯤꯌꯥꯝꯒꯤ ꯆꯠꯊꯣꯛ-ꯆꯠꯁꯤꯟ: ꯕꯁ ꯅꯠꯇ꯭ꯔꯒ ꯇ꯭ꯔꯦꯟ ꯆꯦꯟꯕ ꯑꯁꯤꯅ ꯗ꯭ꯔꯥꯏꯚꯤꯡ ꯈꯛꯇꯒ ꯆꯥꯡꯗꯝꯅꯕꯗ ꯀꯥꯔꯕꯣꯟ ꯊꯥꯗꯣꯛꯄꯥ ꯌꯥꯝꯅ ꯍꯟꯊꯍꯟꯕ ꯉꯝꯒꯅꯤ꯫ ꯄꯕ꯭ꯂꯤꯛ ꯇ꯭ꯔꯥꯟꯁꯄꯣꯔꯇꯦꯁꯟ ꯁꯤꯁ꯭ꯇꯦꯝꯁꯤꯡꯅ ꯃꯤꯑꯣꯏ ꯃꯁꯤꯡ ꯌꯥꯝꯅ ꯏꯐꯤꯁꯤꯑꯦꯟꯇ ꯑꯣꯏꯅ ꯆꯠꯊꯣꯛ-ꯆꯠꯁꯤꯟ ꯇꯧꯕ ꯉꯝꯃꯤ ꯫ ꯑꯃꯁꯨꯡ ꯃꯁꯤꯅ ꯄꯦꯁꯦꯟꯖꯔ ꯑꯃꯗ ꯄꯣꯂꯨꯁꯟ ꯌꯥꯝꯅ ꯍꯟꯊꯅ ꯄꯨꯊꯣꯛꯄ ꯉꯝꯃꯤ꯫ ꯃꯁꯤꯅ ꯁꯤꯡꯒꯜ-ꯑꯣꯛꯌꯨꯄꯦꯟꯁꯤ ꯒꯥꯔꯤꯁꯤꯡꯗꯒꯤ ꯌꯥꯝꯅ ꯍꯟꯊꯍꯜꯂꯤ꯫ ꯀꯥꯔꯄꯨꯂꯤꯡ: ꯑꯇꯣꯞꯄꯁꯤꯡꯒ ꯂꯣꯏꯅꯅ ꯔꯥꯏꯗ ꯑꯃꯁꯨꯡ ꯁꯦꯌꯔ ꯇꯧꯕꯅ ꯂꯝꯕꯤꯗ ꯒꯥꯔꯤ ꯃꯁꯤꯡ ꯍꯟꯊꯍꯜꯂꯤ꯫ ꯃꯗꯨꯅ ꯏꯃꯤꯁꯟ ꯑꯃꯁꯨꯡ ꯃꯤ ꯌꯥꯝꯅ ꯇꯤꯟꯕ ꯍꯟꯊꯍꯜꯂꯤ꯫ ꯒꯥꯔꯤ ꯑꯃꯈꯛꯇꯗ ꯄꯦꯁꯦꯟꯖꯔ ꯍꯦꯟꯅ ꯊꯝꯗꯨꯅ, ꯀꯥꯔꯄꯨꯂꯤꯡ ꯑꯁꯤ ꯇ꯭ꯔꯦꯗꯤꯁ꯭ꯅꯦꯜ ꯀꯥꯔꯒꯣ ꯇ꯭ꯔꯥꯚꯦꯜ ꯍꯦꯟꯅ ꯇꯨꯡ ꯀꯣꯏꯅ ꯆꯠꯀꯗꯕ ꯑꯣꯏꯍꯟꯅꯕꯒꯤ ꯏꯐꯦꯛꯇꯤꯕ ꯑꯣꯏꯕ ꯃꯑꯣꯡ ꯑꯃ ꯑꯣꯏꯕ ꯌꯥꯏ꯫